ꯐ꯭ꯔꯤ ꯋꯤꯜ ꯑꯃꯁꯨꯡ ꯗꯤꯇ꯭ꯔꯃꯤꯅꯤꯖꯝꯒꯤ ꯋꯥꯈꯜꯂꯣꯟꯁꯤꯡ ꯆꯥꯡꯗꯝꯅꯕ ꯑꯃꯁꯨꯡ ꯀꯟꯇꯔꯁ꯭ꯠ ꯇꯧꯕ꯫ ꯐ꯭ꯔꯤ ꯋꯤꯜ ꯑꯃꯁꯨꯡ ꯗꯤꯇꯔꯃꯤꯅꯤꯖꯝ ꯑꯁꯤ ꯃꯤꯑꯣꯏ ꯑꯃꯅ ꯃꯈꯣꯌꯒꯤ ꯑꯦꯛꯁꯟ ꯑꯃꯁꯨꯡ ꯋꯥꯔꯦꯞꯁꯤꯡꯗ ꯂꯩꯔꯤꯕ ꯀꯟꯇ꯭ꯔꯣꯜꯒꯤ ꯗꯤꯒ꯭ꯔꯤ ꯑꯗꯨꯒ ꯃꯔꯤ ꯂꯩꯅꯕ ꯐꯤꯂꯣꯁꯣꯐꯤꯒꯤ ꯑꯣꯏꯕ ꯋꯥꯈꯜꯂꯣꯟ ꯑꯅꯤꯅꯤ꯫ ꯐ꯭ꯔꯤ ꯋꯤꯜ ꯍꯥꯏꯕꯁꯤ ꯃꯤꯑꯣꯏꯕꯅ ꯃꯍꯧꯁꯥꯒꯤ ꯅꯠꯇꯔꯒ ꯗꯤꯚꯥꯏꯟ ꯐꯣꯔ꯭ꯁ ꯁꯤꯡꯅ ꯂꯦꯞꯄ ꯂꯩꯇꯅ ꯋꯥꯔꯦꯞ ꯂꯧꯕꯒꯤ ꯁꯛꯇꯤ ꯂꯩ ꯍꯥꯏꯕꯒꯤ ꯊꯥꯖꯕ ꯑꯗꯨꯅꯤ꯫ ꯃꯁꯤꯅ ꯇꯥꯛꯄꯗꯤ ꯃꯤꯑꯣꯏꯕꯅ ꯃꯈꯣꯏꯒꯤ ꯖꯦꯅꯦꯇꯤꯛ ꯃꯦꯛꯑꯞ, ꯃꯈꯣꯏꯒꯤ ꯑꯀꯣꯌ꯭ꯔꯣꯟ ꯅꯠꯇꯔꯒ ꯑꯇꯩ ꯃꯄꯥꯒꯤ ꯐꯦꯛꯇꯔ ꯑꯃꯍꯦꯛꯇꯗꯒꯤ ꯃꯅꯤꯡꯇꯝꯕ ꯃꯑꯣꯡꯗ ꯊꯕꯛ ꯇꯧꯕꯒꯤ ꯇꯧꯕ ꯉꯝꯕꯗꯨ ꯂꯩ꯫ ꯇꯥꯁꯦꯡꯕꯗꯤ ꯐ꯭ꯔꯤ ꯋꯤꯜ ꯍꯥꯏꯕꯁꯤ ꯃꯤꯑꯣꯏꯕꯅ ꯃꯁꯥꯒꯤ ꯇꯥꯁꯦꯡꯕ ꯂꯝꯆꯠ-ꯁꯥꯖꯠꯇ ꯀꯟꯇ꯭ꯔꯣꯜ ꯇꯧꯕ ꯍꯥꯏꯕꯁꯤꯅꯤ꯫ ꯃꯥꯏꯀꯩ ꯑꯃꯔꯣꯝꯗ ꯗꯤꯇꯔꯃꯤꯅꯤꯖꯝ ꯍꯥꯏꯕꯁꯤ ꯃꯤꯑꯣꯏꯕꯒꯤ ꯊꯕꯛ ꯌꯥꯎꯅ ꯊꯧꯗꯣꯛ ꯈꯨꯗꯤꯡꯃꯛ ꯑꯔꯣꯏꯕꯗ ꯃꯤꯑꯣꯏ ꯑꯗꯨꯒꯤ ꯑꯄꯥꯝꯕꯒꯤ ꯃꯄꯥꯟꯊꯣꯡꯒꯤ ꯑꯣꯏꯕ ꯃꯔꯝꯁꯤꯡꯅ ꯂꯦꯞꯊꯣꯛꯏ ꯍꯥꯌꯕꯒꯤ ꯊꯥꯖꯕ ꯑꯗꯨꯅꯤ꯫ ꯃꯁꯤꯒꯤ ꯃꯤꯠꯌꯦꯡ ꯑꯁꯤꯒꯤ ꯃꯇꯨꯡ ꯏꯟꯅꯥ ꯊꯧꯗꯣꯛ ꯈꯨꯗꯤꯡꯃꯛ ꯃꯃꯥꯡꯒꯤ ꯃꯔꯝꯁꯤꯡꯒꯤ ꯇꯉꯥꯏꯐꯗꯕ ꯃꯍꯩꯅꯤ, ꯃꯁꯤꯅ ꯇꯥꯛꯄꯗꯤ ꯃꯤꯑꯣꯏꯕꯅ ꯃꯈꯣꯏꯒꯤ ꯊꯕꯛꯁꯤꯡ ꯈꯟꯕꯒꯤ ꯅꯠꯇꯔꯒ ꯃꯈꯣꯏꯒꯤ ꯇꯨꯡꯒꯤ ꯐꯤꯕꯝ ꯁꯦꯝꯒꯠꯄꯒꯤ ꯅꯤꯡꯇꯝꯕ ꯂꯩꯇꯦ꯫ ꯃꯁꯤꯒꯤ ꯃꯇꯥꯡꯗ, ꯗꯤꯇꯔꯃꯤꯅꯤꯖꯝ ꯅ ꯐ꯭ꯔꯤ ꯋꯤꯜ ꯑꯁꯤ ꯏꯜꯌꯨꯁꯟ ꯑꯃꯅꯤ ꯍꯥꯏꯅ ꯂꯧꯏ, ꯃꯔꯝꯗꯤ ꯆꯌꯦꯠꯅꯕ ꯑꯁꯤ ꯑꯔꯣꯏꯕꯗ ꯃꯤꯑꯣꯏ ꯑꯗꯨꯒꯤ ꯀꯇ꯭ꯔꯣꯜ ꯃꯈꯥꯗ ꯂꯩꯕ ꯐꯦꯛꯇꯔꯁꯤꯡꯅ ꯂꯦꯞꯊꯣꯛꯏ꯫ ꯋꯥꯈꯜꯂꯣꯟ ꯑꯅꯤ ꯑꯁꯤꯒꯤ ꯃꯔꯛ ꯂꯩꯕ ꯃꯔꯨꯑꯣꯏꯕ ꯈꯦꯠꯅꯕ ꯑꯁꯤ ꯃꯤꯑꯣꯏ ꯑꯃꯅ ꯃꯈꯣꯏꯒꯤ ꯊꯕꯛꯁꯤꯡꯒꯤ ꯃꯊꯛꯇ ꯀꯟꯇ꯭ꯔꯣꯜ ꯇꯧꯕꯒꯤ ꯗꯤꯒ꯭ꯔꯤ ꯑꯗꯨꯗ ꯂꯩ꯫ ꯐ꯭ꯔꯤ ꯋꯤꯜꯅ ꯃꯤꯌꯥꯝꯅ ꯃꯈꯣꯏꯒꯤ ꯈꯟꯕꯁꯤꯡꯗ ꯃꯄꯨꯡ ꯐꯥꯅ ꯀꯟꯇ꯭ꯔꯣꯜ ꯇꯧꯏ ꯍꯥꯏ ꯇꯥꯛꯄꯒ ꯂꯣꯏꯅꯅ ꯗꯤꯇꯔꯃꯤꯅꯤꯖꯝꯅ ꯈꯟꯕꯁꯤꯡ ꯑꯁꯤ ꯃꯄꯥꯒꯤ ꯐꯦꯛꯇꯔꯁꯤꯡꯅ ꯃꯃꯥꯡꯗ ꯂꯦꯞꯊꯣꯛꯏ ꯍꯥꯏꯅ ꯂꯧꯏ꯫ ꯋꯥꯈꯜꯂꯣꯟ ꯑꯅꯤ ꯑꯁꯤ ꯃꯇꯝ ꯀꯌꯥꯒꯤ ꯃꯃꯥꯡꯗꯒꯤ ꯐꯤꯂꯣꯁꯣꯐꯔꯁꯤꯡꯅ ꯋꯥꯔꯤ ꯁꯥꯅꯗꯨꯅ ꯂꯥꯛꯂꯤ ꯑꯃꯁꯨꯡ ꯃꯤꯑꯣꯏꯕꯒꯤ ꯂꯝꯆꯠ-ꯁꯥꯖꯠꯀꯤ ꯃꯇꯥꯡꯗ ꯊꯤꯖꯤꯟꯕꯗ ꯃꯔꯨ ꯑꯣꯏꯕ ꯋꯥꯍꯪ ꯑꯃ ꯑꯣꯏꯗꯨꯅ ꯂꯩꯔꯤ꯫ ꯑꯔꯣꯏꯕꯗ, ꯀꯅꯥꯒꯨꯝꯕ ꯑꯃꯅ ꯐ꯭ꯔꯤ ꯋꯤꯜ ꯅꯠꯇꯔꯒ ꯗꯤꯇꯔꯃꯤꯅꯤꯖꯝꯗ ꯊꯥꯖꯕ ꯊꯝꯕ ꯍꯥꯏꯕꯁꯤ ꯄ꯭ꯔꯁꯣꯅꯦꯜ ꯄꯔꯁ꯭ꯄꯦꯛꯇꯤꯕ ꯑꯃꯁꯨꯡ ꯊꯥꯖꯕꯒꯤ ꯋꯥꯐꯝꯅꯤ꯫ ꯑꯐꯕ ꯋꯦꯇꯔ ꯑꯃꯅ ꯂꯩꯒꯗꯕ ꯄꯣꯖꯤꯇꯤꯚ ꯑꯣꯏꯕ ꯃꯒꯨꯟ ꯑꯅꯤ ꯄꯟꯕꯤꯌꯨ꯫ ꯑꯐꯕ ꯋꯦꯇꯔ ꯑꯃꯅ ꯂꯩꯒꯗꯕ ꯄꯣꯖꯤꯇꯤꯚ ꯑꯣꯏꯕ ꯃꯒꯨꯟ ꯑꯅꯤꯗꯤ ꯑꯃꯀꯁꯇꯃꯔ ꯑꯃꯒꯤ ꯃꯊꯧ ꯇꯥꯕꯁꯤꯡꯗꯨ ꯌꯦꯡꯁꯤꯟꯕ ꯑꯃꯁꯨꯡ ꯈꯨꯗꯛꯇ ꯄꯥꯎꯈꯨꯝ ꯄꯤꯕꯗ ꯄꯨꯛꯅꯤꯡ ꯆꯪꯕ, ꯑꯃꯁꯨꯡ ꯑꯅꯤ ꯃꯦꯅꯨ ꯑꯥꯏꯇꯦꯝꯁꯤꯡꯒꯤ ꯃꯇꯥꯡꯗ ꯏꯟꯐꯣꯔꯃꯦꯁꯟ ꯑꯆꯨꯝꯕ ꯃꯑꯣꯡꯗ ꯌꯧꯍꯟꯕ ꯑꯃꯁꯨꯡ ꯀꯁꯇꯥꯃꯔꯒꯤꯗꯃꯛꯇ ꯄꯣꯖꯤꯇꯤꯚ ꯑꯣꯏꯕ ꯆꯥꯛ ꯊꯣꯡꯕꯒꯤ ꯑꯦꯛꯁꯄ꯭ꯔꯤꯌꯦꯟꯁ ꯑꯃ ꯄꯤꯕ ꯉꯝꯕ ꯑꯐꯕ ꯀꯝꯃ꯭ꯌꯨꯅꯤꯀꯦꯁꯟ ꯁ꯭ꯀꯤꯜꯁꯤꯡ ꯂꯩꯕ꯫ ꯏꯇꯥꯂꯤꯒꯤ-ꯑꯃꯦꯔꯤꯀꯥꯟ ꯆꯥꯛꯆꯥ-ꯏꯊꯛꯁꯤꯡꯗ ꯑꯈꯟꯅꯕ ꯔꯦꯁ꯭ꯇꯣꯔꯦꯟꯇ ꯑꯃꯒꯤꯗꯃꯛ ꯂꯣꯒꯣ ꯑꯃ ꯗꯤꯖꯥꯏꯟ ꯇꯧꯕ꯫ ꯑꯦ. ꯑꯥꯏ. ꯑꯃ ꯑꯣꯏꯅ ꯑꯩꯍꯥꯛꯅ ꯏꯃꯦꯖ ꯅꯠꯇꯔꯒ ꯒ꯭ꯔꯥꯐꯤꯛꯁ ꯁꯦꯝꯕꯒꯤ ꯇꯧꯕ ꯉꯝꯕꯒꯤ ꯁꯛꯇꯤ ꯂꯩꯇꯦ꯫ ꯑꯗꯨꯕꯨ ꯂꯣꯒꯣ ꯑꯁꯤꯒꯤ ꯗꯤꯖꯥꯏꯟꯒꯤꯗꯃꯛ ꯑꯩꯍꯥꯛꯅ ꯋꯥꯈꯜꯂꯣꯟ ꯈꯔ ꯄꯤꯕ ꯌꯥꯏ꯫ ꯈꯨꯗꯝ ꯑꯣꯏꯅ, ꯂꯣꯒꯣ ꯑꯁꯤꯗ ꯏꯇꯥꯂꯤꯒꯤ ꯑꯃꯁꯨꯡ ꯑꯥꯃꯦꯔꯤꯀꯥꯒꯤ ꯆꯥꯛꯆꯥ-ꯏꯊꯛ ꯑꯅꯤꯃꯛ ꯔꯤꯄꯔꯖꯦꯟꯠ ꯇꯧꯕ ꯏꯂꯤꯃꯦꯟꯠꯁꯤꯡ ꯌꯥꯎꯕ ꯌꯥꯏ, ꯃꯈꯣꯏꯁꯤꯡ ꯑꯗꯨꯗꯤ ꯏꯇꯥꯂꯤꯒꯤ ꯐꯤꯔꯥꯜꯒꯤ ꯃꯆꯨ (ꯒ꯭ꯔꯤꯟ, ꯍꯋ꯭ꯥꯏꯠ, ꯑꯃꯁꯨꯡ ꯔꯦꯗ), ꯄꯥꯁ꯭ꯇꯥ, ꯄꯤꯖꯥ ꯅꯠꯇꯔꯒ ꯌꯨꯅꯥꯏꯇꯦꯗ ꯁ꯭ꯇꯦꯠꯁ ꯅꯠꯇꯔꯒ ꯏꯇꯥꯂꯤꯒꯤ ꯑꯥꯎꯠꯂꯥꯏꯟ ꯑꯃꯥ ꯌꯥꯎꯏ꯫ ꯗꯤꯖꯥꯏꯟ ꯑꯗꯨꯗ ꯆꯦꯐꯀꯤ ꯍꯦꯠ, ꯐꯣꯔꯛ ꯑꯃꯁꯨꯡ ꯈꯣꯡꯎꯞ, ꯅꯠꯇꯔꯒ ꯆꯥꯅꯕ ꯑꯃꯁꯨꯡ ꯆꯥꯛ ꯊꯣꯡꯕꯒ ꯃꯔꯤ ꯂꯩꯅꯕ ꯑꯇꯩ ꯃꯁꯛꯁꯤꯡ ꯌꯥꯎꯕ ꯌꯥꯏ꯫ ꯐꯣꯟꯇ ꯑꯁꯤ ꯅꯨꯡꯉꯥꯏꯕ ꯑꯃꯁꯨꯡ ꯕꯣꯜꯗ ꯑꯣꯏꯕ ꯌꯥꯏ, ꯇ꯭ꯔꯦꯗꯤꯁ꯭ꯅꯦꯜ ꯏꯇꯥꯂꯤꯒꯤ ꯐꯤꯜ ꯑꯃꯒꯤꯗꯃꯛ ꯁ꯭ꯀꯔꯤꯞꯇ ꯑꯃ ꯁꯤꯖꯤꯟꯅꯕ ꯌꯥꯏ꯫ ꯑꯗꯣꯝꯅ ꯔꯦꯁ꯭ꯇꯣꯔꯦꯟꯇ ꯑꯁꯤꯒꯤ ꯃꯃꯤꯡ ꯑꯁꯤ ꯗꯤꯖꯥꯏꯟ ꯑꯁꯤꯗ ꯑꯈꯟꯅꯕ ꯑꯃꯁꯨꯡ ꯀ꯭ꯔꯤꯌꯦꯇꯤꯕ ꯑꯣꯏꯕ ꯃꯑꯣꯡꯗ ꯌꯥꯎꯍꯟꯅꯕ ꯈꯟꯅꯕꯤꯕ ꯌꯥꯏ꯫ ꯑꯄꯨꯟꯕ ꯑꯣꯏꯅ ꯂꯣꯒꯣ ꯑꯁꯤ ꯃꯤꯠꯌꯦꯡ ꯆꯪꯕ ꯑꯃꯁꯨꯡ ꯄꯨꯛꯅꯤꯡ ꯆꯤꯡꯁꯤꯟꯅꯤꯡꯉꯥꯏ ꯑꯣꯏꯕ ꯑꯣꯏꯒꯗꯕꯅꯤ, ꯏꯇꯥꯂꯤꯒꯤ-ꯑꯥꯃꯦꯔꯤꯀꯥꯟ ꯆꯥꯛꯆꯥ-ꯏꯊꯛꯁꯤꯡꯒꯤ ꯃꯆꯤ ꯑꯣꯏꯕ, ꯅꯨꯡꯉꯥꯏꯕ ꯑꯃꯁꯨꯡ ꯑꯆꯨꯝꯕ ꯃꯑꯣꯡ ꯃꯇꯧ ꯑꯗꯨ ꯐꯣꯡꯗꯣꯛꯀꯗꯕꯅꯤ꯫